ꯍꯦꯂꯊꯀꯦꯌꯔꯗ ꯑꯔꯇꯤꯐꯤꯁꯤꯌꯦꯜ ꯏꯤꯇꯦꯂꯤꯖꯦꯁꯒꯤ ꯇꯣꯉꯥꯟ-ꯇꯣꯉꯥꯅꯕꯥ ꯊꯧꯗꯥꯡꯁꯤꯡ ꯁꯟꯗꯣꯛꯅ ꯇꯥꯀꯄꯤꯌꯨ꯫ ꯑꯥꯔꯇꯤꯐꯤꯁꯤꯑꯦꯜ ꯏꯟꯇꯤꯂꯤꯖꯦꯟꯁ (ꯑꯦ. ꯑꯥꯏ.) ꯇꯦꯛꯅꯣꯂꯣꯖꯤꯅꯥ ꯄꯦꯁꯦꯟꯠꯁꯤꯡꯒꯤ ꯀꯦꯌꯔ ꯍꯦꯟꯒꯠꯍꯟꯕ ꯑꯃꯁꯨꯡ ꯑꯣꯄꯔꯦꯁꯅꯦꯜ ꯏꯐꯤꯁꯤꯑꯦꯟꯁꯤꯈꯒꯤ ꯐꯒꯠꯍꯅꯕ ꯉꯝꯕ ꯑꯅꯧꯕꯥ ꯁꯣꯂꯨꯁꯟꯁꯤꯡ ꯄꯤꯗꯨꯅ ꯍꯦꯜꯊꯀꯦꯌꯔ ꯏꯟꯗꯁ꯭ꯠꯔꯤꯗ ꯌꯥꯝꯅꯥ ꯊꯨꯅ ꯑꯍꯣꯡꯕꯥ ꯄꯨꯔꯛꯂꯤ꯫ ꯍꯦꯜꯊꯀꯦꯌꯔꯗꯥ ꯑꯦ. ꯑꯥꯏ. ꯒꯤ ꯊꯧꯗꯥꯡ ꯈꯔꯗꯤ ꯃꯈꯥꯗꯥ ꯄꯤꯔꯤ: ꯀ꯭ꯂꯤꯅꯤꯀꯦꯜ ꯗꯤꯁꯤꯖꯟ ꯁꯄꯣꯔꯠ: ꯍꯦꯜꯊꯀꯦꯌꯔꯗ ꯑꯦ. ꯑꯥꯏ. ꯒꯤ ꯃꯔꯨꯑꯣꯏꯕ ꯊꯧꯗꯥꯡꯁꯤꯡꯒꯤ ꯃꯅꯨꯡꯗ ꯑꯃꯗꯤ ꯀ꯭ꯂꯤꯅꯤꯀꯦꯜ ꯗꯤꯁꯤꯖꯟ ꯁꯄꯣꯔꯠ (ꯁꯤ. ꯗꯤ. ꯑꯦꯁ.) ꯄꯤꯕꯅꯤ꯫ ꯑꯦ. ꯑꯥꯏ. -ꯏꯅꯦꯕꯜ ꯇꯨꯜꯁꯤꯡ ꯑꯁꯤꯅ ꯐꯤꯖꯤꯁꯤꯌꯟꯁꯤꯡꯗ ꯄꯦꯁꯦꯟꯠꯁꯤꯡꯒꯤ ꯗꯦꯇꯥ ꯑꯦꯅꯥꯂꯥꯏꯖ ꯇꯧꯗꯨꯅꯥ ꯑꯃꯁꯨꯡ ꯔꯤꯑꯦꯜ-ꯇꯥꯏꯝ, ꯏꯕꯤꯗꯦꯟꯁꯇ ꯌꯨꯝꯐꯝ ꯑꯣꯏꯕ ꯔꯤꯀꯃꯦꯟꯗꯦꯁꯟꯁꯤꯡ ꯄꯤꯗꯨꯅ ꯑꯆꯨꯝꯕ ꯗꯥꯏꯒ꯭ꯅꯣꯁꯤꯁ ꯑꯃꯁꯨꯡ ꯂꯥꯌꯦꯡꯕꯒꯤ ꯋꯥꯔꯦꯞ ꯂꯧꯕꯗ ꯃꯇꯦꯡ ꯄꯥꯡꯏ꯫ ꯄ꯭ꯔꯤꯗꯤꯛꯇꯤꯚ ꯑꯦꯅꯥꯂꯥꯏꯇꯤꯛꯁ: ꯑꯦ. ꯑꯥꯏ. ꯒꯤ ꯑꯦꯜꯒꯣꯔꯤꯊꯝꯁꯤꯡꯅ ꯄꯦꯁꯦꯟꯠꯁꯤꯡꯒꯤ ꯑꯥꯎꯠꯀꯝ ꯑꯃꯁꯨꯡ ꯔꯤꯁ꯭ꯛ ꯐꯦꯛꯇꯔꯁꯤꯡꯒꯤ ꯃꯇꯥꯡꯗ ꯋꯥꯈꯜ ꯈꯟꯕ ꯉꯝꯅꯕ ꯄꯦꯁꯦꯟꯠꯁꯤꯡꯒꯤ ꯗꯦꯇꯥꯒꯤ ꯑꯆꯧꯕ ꯃꯁꯤꯡ ꯑꯃ ꯑꯦꯅꯥꯂꯥꯏꯖ ꯇꯧꯕ ꯌꯥꯏ꯫ ꯃꯁꯤꯅ ꯐꯤꯖꯤꯁꯤꯌꯟꯁꯤꯡꯗ ꯊꯣꯛꯄ ꯌꯥꯕꯥ ꯀꯝꯄꯂꯤꯀꯦꯁꯟꯁꯤꯡ ꯂꯥꯎꯊꯣꯛꯄ ꯉꯝꯍꯜꯂꯤ ꯑꯃꯁꯨꯡ ꯑꯁꯣꯛ-ꯑꯄꯟ ꯊꯣꯛꯍꯟꯗꯅꯕ ꯇꯣꯏꯅ ꯏꯟꯇꯔꯚꯦꯟꯁꯟ ꯇꯧꯕ ꯉꯝꯍꯜꯂꯤ꯫ ꯃꯦꯗꯤꯀꯦꯜ ꯏꯃꯦꯖꯤꯡ: ꯑꯦ. ꯑꯥꯏ. ꯅꯥ ꯏꯃꯦꯖ ꯏꯟꯇꯔꯄ꯭ꯔꯤꯇꯦꯁꯟꯒꯤ ꯑꯆꯨꯝꯕ ꯑꯃꯁꯨꯡ ꯈꯣꯡꯖꯦꯜ ꯐꯒꯠꯍꯟꯗꯨꯅ ꯃꯦꯗꯤꯀꯦꯜ ꯏꯃꯦꯖꯤꯡꯗꯁꯨ ꯑꯍꯣꯡꯕ ꯑꯃ ꯄꯨꯔꯛꯂꯤ꯫ ꯑꯦ. ꯑꯥꯏ. ꯒꯤ ꯑꯦꯂꯒꯣꯔꯤꯊꯝꯁꯤꯡꯅ ꯇꯤꯁ꯭ꯌꯨꯒꯤ ꯑꯦꯕꯅꯣꯔꯃꯦꯂꯤꯇꯤꯁꯤꯡ, ꯇꯤꯎꯃꯔꯁꯤꯡ ꯑꯃꯁꯨꯡ ꯑꯇꯣꯞꯄ ꯍꯛꯁꯦꯜꯒꯤ ꯐꯤꯚꯝꯁꯤꯡ ꯈꯪꯗꯣꯛꯅꯕ ꯀꯝꯞꯂꯦꯛꯁ ꯃꯦꯗꯤꯀꯦꯜ ꯏꯃꯦꯖꯁꯤꯡ ꯑꯦꯅꯥꯂꯥꯏꯖ ꯇꯧꯕ ꯌꯥꯏ, ꯃꯁꯤꯅ ꯐꯤꯖꯤꯁꯤꯌꯟꯁꯤꯡꯗ ꯁꯛꯇꯤ ꯂꯩꯕ ꯗꯥꯏꯒ꯭ꯅꯣꯁ꯭ꯇꯤꯛ ꯇꯨꯜ ꯑꯃ ꯄꯤꯔꯤ꯫ ꯗ꯭ꯔꯒ ꯗꯤꯕꯦꯂꯞꯃꯦꯟꯠ: ꯗ꯭ꯔꯒ ꯗꯤꯕꯦꯂꯞꯃꯦꯟꯠꯗꯁꯨ ꯑꯦ. ꯑꯥꯏ. ꯅꯥ ꯍꯦꯟꯅ ꯃꯔꯨꯑꯣꯏꯕ ꯊꯧꯗꯥꯡ ꯂꯧꯔꯤ꯫ ꯑꯦ. ꯑꯥꯏ. ꯅꯥ ꯃꯊꯧ ꯇꯧꯕ ꯄ꯭ꯂꯦꯠꯐ꯭ꯣꯔꯝꯁꯤꯡꯅ ꯄꯣꯇꯦꯟꯁꯤꯌꯦꯜ ꯗ꯭ꯔꯒ ꯇꯥꯔꯒꯦꯠꯁꯤꯡ ꯈꯪꯗꯣꯛꯅꯕ ꯁꯥꯏꯟꯇꯤꯐꯤꯛ ꯗꯦꯇꯥꯒꯤ ꯑꯆꯧꯕ ꯃꯁꯤꯡ ꯑꯃ ꯑꯦꯅꯥꯂꯥꯏꯖ ꯇꯧꯕꯥ ꯌꯥꯏ ꯑꯃꯁꯨꯡ ꯗ꯭ꯔꯒꯁꯤꯡꯅ ꯇꯣꯉꯥꯟ ꯇꯣꯉꯥꯟꯕ ꯕꯥꯏꯑꯣꯂꯣꯖꯤꯀꯦꯜ ꯁꯤꯁ꯭ꯇꯦꯝꯁꯤꯡꯒ ꯀꯔꯝꯅ ꯏꯟꯇꯔꯦꯛ ꯇꯧꯒꯅꯤ ꯍꯥꯏꯕꯗꯨ ꯂꯥꯎꯊꯣꯛꯄ ꯉꯝꯃꯤ, ꯃꯁꯤꯅ ꯗ꯭ꯔꯒ ꯗꯤꯕꯦꯂꯞꯃꯦꯟꯠ ꯄ꯭ꯔꯣꯁꯦꯁ ꯑꯁꯤ ꯌꯥꯡꯁꯤꯂꯍꯜꯂꯤ꯫ ꯚꯔꯆꯨꯑꯦꯜ ꯍꯦꯜꯊ ꯑꯦꯁꯤꯁ꯭ꯇꯦꯟꯠꯁꯤꯡ: ꯑꯦ. ꯑꯥꯏ. ꯅꯥ ꯑꯅꯥꯕꯁꯤꯡꯗ ꯄꯔꯁꯣꯅꯦꯂꯥꯏꯖ ꯍꯦꯜꯊ ꯑꯦꯗꯚꯥꯏꯖꯔꯤ ꯑꯃꯁꯨꯡ ꯁꯄꯣꯔꯠ ꯄꯤꯕ ꯚꯔꯆꯨꯑꯦꯜ ꯍꯦꯜꯊ ꯑꯦꯁꯤꯁ꯭ꯇꯦꯟꯠꯁꯤꯡ ꯁꯦꯝꯒꯠꯄꯗꯁꯨ ꯁꯤꯖꯤꯟꯅꯔꯤ꯫ ꯃꯍꯧꯁꯥꯒꯤ ꯂꯣꯜ ꯄ꯭ꯔꯣꯁꯦꯁꯤꯡ ꯑꯃꯁꯨꯡ ꯃꯦꯁꯤꯟ ꯂꯔꯅꯤꯡ ꯑꯦꯂꯒꯣꯔꯤꯊꯝꯁꯤꯡ ꯁꯤꯖꯤꯟꯅꯗꯨꯅ ꯚꯔꯆꯨꯑꯦꯜ ꯍꯦꯜꯊ ꯑꯦꯁꯤꯁ꯭ꯇꯦꯟꯠꯁꯤꯡꯅ ꯑꯅꯥꯕꯁꯤꯡꯗ ꯃꯈꯣꯏꯒꯤ ꯍꯤꯗꯥꯛ ꯂꯥꯡꯊꯛꯀꯤ ꯔꯦꯖꯤꯃꯦꯟꯁꯤꯡ ꯃꯦꯅꯦꯖ ꯇꯧꯕꯗ ꯃꯇꯦꯡ ꯄꯥꯡꯕꯥ ꯌꯥꯏ, ꯃꯈꯣꯏꯒꯤ ꯂꯥꯏꯑꯣꯡꯁꯤꯡ ꯌꯦꯡꯁꯤꯟꯕ ꯌꯥꯏ ꯑꯃꯁꯨꯡ ꯃꯈꯣꯏꯒꯤ ꯍꯛꯁꯦꯜ ꯐꯒꯠꯍꯟꯅꯕ ꯄꯨꯟꯁꯤ ꯃꯍꯤꯡꯗ ꯑꯍꯣꯡꯕ ꯄꯨꯔꯛꯄꯒꯤ ꯃꯇꯥꯡꯗ ꯂꯃꯖꯤꯡ-ꯂꯃꯇꯥꯛ ꯄꯤꯕ ꯌꯥꯏ꯫ ꯑꯄꯨꯟꯕ ꯑꯣꯏꯅ ꯑꯦ. ꯑꯥꯏ. ꯅꯥ ꯍꯦꯜꯊꯀꯦꯌꯔ ꯏꯟꯗꯁꯇ꯭ꯔꯤꯗ ꯍꯦꯟꯅ ꯃꯔꯨꯑꯣꯏꯕ ꯊꯧꯗꯥꯡ ꯂꯧꯔꯤ, ꯄꯦꯁꯦꯟꯠꯁꯤꯡꯒꯤ ꯐꯜꯁꯤꯡ ꯐꯒꯠꯍꯟꯕ ꯑꯃꯁꯨꯡ ꯍꯦꯜꯊꯀꯦꯌꯔ ꯗꯦꯂꯤꯕꯔꯤ ꯁ꯭ꯇ꯭ꯔꯤꯝꯂꯥꯏꯟ ꯇꯧꯕ ꯑꯅꯧꯕ ꯁꯣꯂꯨꯁꯟꯁꯤꯡ ꯄꯤꯔꯤ꯫ ꯂꯣꯖꯤꯀꯦꯜ ꯑꯣꯏꯕ ꯋꯥꯐꯝ ꯑꯃꯠꯇ ꯂꯩꯍꯟꯗꯅꯕ ꯃꯈꯥꯒꯤ ꯋꯥꯍꯩ ꯑꯁꯤ ꯑꯃꯨꯛ ꯍꯟꯅ ꯏꯕꯤꯌꯨ꯫ ꯍꯤꯗꯥꯛ ꯑꯁꯤꯅ ꯅꯍꯥꯛꯀꯤ ꯍꯛꯁꯦꯜꯒꯤ ꯋꯥꯐꯝ ꯄꯨꯝꯅꯃꯛ ꯐꯍꯟꯒꯅꯤ; ꯑꯩꯍꯥꯛ ꯗꯣꯛꯇꯔ ꯑꯃꯥ ꯑꯣꯏꯕꯅꯥ ꯅꯈꯣꯏꯅ ꯑꯩꯍꯥꯛꯄꯨ ꯊꯥꯓꯒꯗꯕꯅꯤ꯫ ꯍꯤꯗꯥꯛ ꯑꯁꯤꯅ ꯍꯛꯁꯦꯜꯒꯤ ꯋꯥꯐꯝ ꯈꯔꯗ ꯃꯇꯦꯡ ꯄꯥꯡꯕ ꯉꯝꯒꯅꯤ, ꯑꯃꯁꯨꯡ ꯗꯣꯛꯇꯔ ꯑꯃ ꯑꯣꯏꯅ ꯑꯩꯍꯥꯛꯅ ꯂꯝ ꯑꯁꯤꯗ ꯑꯩꯍꯥꯛꯀꯤ ꯑꯦꯛꯁꯄꯔꯠꯁꯤꯡ ꯑꯃꯁꯨꯡ ꯂꯧꯁꯤꯡꯗ ꯌꯨꯝꯐꯝ ꯑꯣꯏꯔꯒ ꯔꯤꯀꯃꯦꯟꯗ ꯇꯧꯕ ꯌꯥꯏ꯫ ꯑꯗꯨꯝ ꯑꯣꯏꯅꯃꯛ, ꯃꯁꯤꯒꯤ ꯏꯐꯦꯛꯇꯤꯕꯅꯦꯁ ꯑꯁꯤ ꯀꯦꯁ ꯑꯃꯗꯒꯤ ꯀꯦꯁ ꯑꯃꯗꯥ ꯏꯚꯥꯂꯨꯑꯦꯠ ꯇꯧꯕꯥ ꯑꯁꯤ ꯌꯥꯝꯅ ꯃꯔꯨꯑꯣꯏ꯫ ꯄ꯭ꯔꯣꯖꯦꯛꯀꯤ ꯃꯊꯧ ꯇꯥꯕꯁꯤꯡ ꯑꯗꯨ ꯑꯣꯔꯗꯔ ꯇꯧꯔꯕ ꯂꯤꯁ꯭ꯠ ꯑꯃꯗ ꯑꯣꯟꯊꯣꯛꯄ꯫ ꯄ꯭ꯔꯣꯖꯦꯛ ꯑꯁꯤꯗ ꯑꯀꯨꯞꯄ ꯁꯥꯏꯠꯃꯦꯞ, ꯃꯦꯗꯤꯌꯥ ꯑꯣꯞꯇꯤꯃꯥꯏꯖꯦꯁꯟ, ꯑꯃꯁꯨꯡ ꯁꯦꯀ꯭ꯌꯨꯔꯤꯇꯤꯒꯤ ꯐꯤꯆꯔꯁꯤꯡ ꯌꯥꯎꯒꯗꯕꯅꯤ꯫ ꯑꯀꯨꯞꯄ ꯁꯥꯏꯠꯃꯦꯞ ꯑꯃꯥ ꯁꯦꯝꯕ ꯃꯤꯗꯤꯌꯥ ꯁꯤꯖꯤꯟꯅꯕ ꯑꯣꯞꯇꯤꯃꯥꯏꯖ ꯇꯧꯕꯥ ꯁꯦꯀ꯭ꯌꯨꯔꯤꯇꯤꯒꯤ ꯐꯤꯆꯔꯁꯤꯡ ꯏꯃꯄꯂꯤꯃꯦꯟꯠ ꯇꯧꯕꯥ꯫ ꯃꯇꯤꯛ ꯆꯥꯕꯥ ꯄꯤꯛ-ꯑꯞ ꯂꯥꯏꯟ ꯑꯃ ꯁꯦꯃꯒꯠꯄꯥ꯫ ꯏꯅꯄꯨꯠ ꯑꯃꯠꯇꯥ ꯂꯩꯇꯦ꯫